ꯁ꯭ꯇꯔꯤꯡ ꯑꯃ ꯑꯃꯁꯨꯡ ꯆꯦꯛꯔꯦꯇꯔ ꯑꯅꯤ ꯄꯤꯔꯒ, ꯁ꯭ꯇꯔꯤꯡ ꯑꯗꯨꯗ ꯄꯤꯔꯤꯕ ꯆꯦꯛꯔꯦꯇꯔ ꯑꯅꯤꯒꯤ ꯃꯔꯛꯇ ꯂꯩꯕ ꯈ꯭ꯋꯥꯏꯗꯒꯤ ꯅꯦꯝꯕ ꯑꯔꯥꯞꯄ ꯑꯗꯨ ꯈꯪꯗꯣꯛꯎ꯫ "ꯍꯦꯕꯤꯇꯦꯕꯤꯂꯤꯇꯤ"ꯒꯤ ꯋꯥꯈꯜꯂꯣꯟ ꯑꯃꯁꯨꯡ ꯀꯔꯤꯒꯤꯗꯃꯛꯇ ꯑꯥꯔꯀꯤꯇꯦꯛꯆꯔꯁꯤꯡꯅ ꯃꯁꯤ ꯈꯟꯅꯒꯗꯒꯦ ꯍꯥꯏꯕꯗꯨ ꯐꯣꯡꯗꯣꯛꯄꯤꯌꯨ꯫ ꯍꯦꯕꯤꯇꯦꯕꯤꯂꯤꯇꯤ ꯍꯥꯏꯕꯁꯤ ꯃꯤꯑꯣꯏꯕꯒꯤ ꯄꯨꯟꯁꯤꯒꯤꯗꯃꯛꯇ ꯁ꯭ꯄꯦꯁ ꯅꯠꯇ꯭ꯔꯒ ꯑꯦꯟꯚꯥꯏꯔꯟꯃꯦꯟꯇ ꯑꯃ ꯆꯨꯅꯕ ꯍꯥꯏꯕꯁꯤꯕꯨ ꯈꯪꯅꯩ꯫ ꯃꯁꯤꯗ ꯃꯐꯝ ꯑꯃꯒꯤ ꯑꯄꯨꯟꯕ ꯍꯤꯡꯅꯕꯒꯤ ꯂꯝꯕꯤ ꯑꯃꯁꯨꯡ ꯅꯨꯡꯉꯥꯏꯕꯗ ꯃꯇꯦꯡ ꯄꯥꯡꯂꯤꯕ ꯐꯦꯛꯇꯔ ꯀꯌꯥ ꯑꯃ ꯌꯥꯎꯔꯤ, ꯃꯈꯣꯏꯁꯤꯡ ꯑꯗꯨꯗꯤ ꯑꯁꯦꯡꯕ ꯏꯁꯤꯡ ꯐꯪꯍꯟꯕ, ꯃꯑꯣꯡ ꯆꯨꯝꯅ ꯁꯦꯅꯤꯇꯦꯁꯟ ꯇꯧꯕ, ꯃꯇꯤꯛ ꯆꯥꯕ ꯅꯨꯡꯁꯤꯠ ꯑꯃꯁꯨꯡ ꯃꯉꯥꯜ ꯄꯤꯕ, ꯑꯃꯁꯨꯡ ꯑꯀꯟꯕ ꯅꯣꯡꯖꯨꯒꯤ ꯐꯤꯕꯝꯁꯤꯡꯗꯒꯤ ꯉꯥꯛꯊꯣꯛꯄ ꯑꯁꯤꯅꯆꯤꯡꯕꯅꯤ꯫ ꯍꯦꯕꯤꯇꯦꯕꯤꯂꯤꯇꯤ ꯑꯁꯤ ꯁꯨꯞꯅꯒꯤ ꯕꯦꯁꯤꯛ ꯗꯔꯀꯥꯔ ꯑꯣꯏꯕꯁꯤꯡ ꯑꯗꯨ ꯐꯪꯍꯟꯕꯈꯛꯇꯗꯒꯤ ꯍꯦꯜꯂꯤ ꯑꯃꯁꯨꯡ ꯃꯁꯤꯅ ꯍꯛꯆꯥꯡ ꯐꯕ, ꯁꯥꯐꯕ ꯑꯃꯁꯨꯡ ꯅꯨꯡꯉꯥꯏꯕ ꯄꯨꯟꯁꯤ ꯃꯍꯤꯡꯗ ꯃꯇꯦꯡ ꯄꯥꯡꯒꯗꯕ ꯁ꯭ꯄꯦꯁꯁꯤꯡꯒꯤ ꯗꯤꯖꯥꯏꯟꯁꯨ ꯌꯥꯎꯏ꯫ ꯑꯥꯔꯀꯤꯇꯦꯛꯆꯔꯁꯤꯡꯅ ꯃꯈꯣꯏꯒꯤ ꯗꯤꯖꯥꯏꯟꯁꯤꯡꯗ ꯍꯦꯕꯤꯇꯦꯕꯤꯂꯤꯇꯤꯒꯤ ꯃꯇꯥꯡꯗ ꯈꯟꯅꯒꯗꯕꯅꯤ ꯃꯔꯝꯗꯤ ꯃꯈꯣꯏꯒꯤ ꯑꯣꯀ꯭ꯌꯨꯄꯦꯁꯟꯇꯁꯤꯡꯒꯤ ꯃꯊꯧ ꯇꯥꯕꯁꯤꯡ ꯑꯗꯨ ꯐꯪꯍꯟꯕ ꯉꯝꯕ ꯁ꯭ꯄꯦꯁꯁꯤꯡ ꯁꯦꯝꯒꯠꯄꯗ ꯌꯥꯝꯅ ꯃꯔꯨꯑꯣꯏ꯫ ꯍꯦꯕꯤꯇꯦꯕꯤꯂꯤꯇꯤꯗ ꯃꯔꯨ ꯑꯣꯏꯅ ꯊꯝꯂꯤꯕ ꯕꯤꯜꯗꯤꯡ ꯑꯃꯅ ꯍꯦꯟꯅ ꯅꯨꯡꯉꯥꯏꯕ, ꯊꯕꯛ ꯇꯧꯕ ꯉꯝꯕ ꯑꯃꯁꯨꯡ ꯍꯤꯡꯕꯗ ꯅꯨꯡꯉꯥꯏꯕ ꯑꯣꯏꯒꯅꯤ, ꯃꯁꯤꯅ ꯃꯤꯑꯣꯏꯁꯤꯡꯒꯤ ꯑꯄꯨꯟꯕ ꯌꯥꯏꯐ-ꯊꯧꯔꯥꯡ ꯐꯒꯠꯍꯟꯕ ꯉꯝꯒꯅꯤ꯫ ꯃꯁꯤꯒꯤ ꯃꯊꯛꯇ ꯍꯤꯡꯅꯕ ꯌꯥꯕ ꯕꯤꯜꯗꯤꯡꯁꯤꯡ ꯑꯁꯤ ꯕꯤꯜꯗꯤꯡ ꯀꯣꯗ ꯑꯃꯁꯨꯡ ꯔꯦꯒꯨꯂꯦꯁꯟꯁꯤꯡꯒ ꯃꯥꯟꯅꯅ ꯂꯩꯕ ꯌꯥꯏ, ꯃꯗꯨꯅ ꯃꯃꯜ ꯌꯥꯝꯂꯕ ꯋꯥꯀꯠꯁꯤꯡ ꯑꯃꯁꯨꯡ ꯑꯣꯏꯊꯣꯛꯄ ꯌꯥꯕ ꯁꯦꯐꯇꯤꯒꯤ ꯈꯨꯗꯣꯡꯊꯤꯕꯁꯤꯡ ꯊꯤꯡꯕꯗ ꯃꯇꯦꯡ ꯄꯥꯡꯏ꯫ ꯈꯪꯖꯤꯟꯒꯗꯕ ꯑꯃꯅ, ꯍꯦꯕꯤꯇꯦꯕꯤꯂꯤꯇꯤ ꯑꯁꯤ ꯑꯥꯔꯀꯤꯇꯦꯛꯆꯔꯒꯤꯗꯃꯛꯇ ꯃꯔꯨꯑꯣꯏꯕ ꯋꯥꯐꯝ ꯑꯃꯅꯤ ꯃꯔꯝꯗꯤ ꯃꯁꯤꯅ ꯃꯈꯣꯏꯅ ꯗꯤꯖꯥꯏꯟ ꯇꯧꯔꯤꯕ ꯃꯐꯝꯁꯤꯡ ꯑꯗꯨ ꯁꯤꯖꯤꯟꯅꯒꯗꯧꯔꯤꯕ ꯃꯤꯑꯣꯏꯁꯤꯡꯒꯤ ꯄꯨꯟꯁꯤꯒꯤ ꯃꯒꯨꯟꯗ ꯍꯛꯊꯦꯡꯅꯅ ꯁꯥꯐꯨ ꯄꯤ꯫ ꯍꯤꯡꯅꯕ ꯌꯥꯕ ꯑꯀꯣꯐꯕꯁꯤꯡ ꯁꯦꯝꯒꯠꯇꯨꯅ ꯑꯥꯔꯀꯤꯇꯦꯛꯆꯔꯁꯤꯡꯅ ꯃꯈꯣꯏꯒꯤ ꯀ꯭ꯂꯥꯏꯟꯇꯁꯤꯡꯒꯤ ꯍꯛꯁꯦꯜ, ꯁꯦꯐꯇꯤ ꯑꯃꯁꯨꯡ ꯅꯨꯡꯉꯥꯏꯕ ꯁꯣꯏꯗꯅ ꯐꯪꯍꯟꯕꯗ ꯃꯇꯦꯡ ꯄꯥꯡꯕ ꯉꯝꯒꯅꯤ꯫ ꯑꯥꯔꯇꯤꯐꯤꯁꯤꯑꯦꯜ ꯏꯟꯇꯦꯂꯤꯖꯦꯟꯁ ꯀꯤ ꯔꯤꯑꯦꯜ-ꯋꯥꯔꯜꯗ ꯑꯦꯄ꯭ꯂꯤꯀꯦꯁꯟ ꯑꯃ ꯈꯪꯗꯣꯛꯄ꯫ ꯇꯣꯉꯥꯟ-ꯇꯣꯉꯥꯟꯕ ꯏꯟꯗꯁꯇ꯭ꯔꯤꯁꯤꯡ ꯑꯃꯁꯨꯡ ꯄꯨꯟꯁꯤꯒꯤ ꯃꯁꯛꯁꯤꯡꯗ ꯑꯥꯔꯇꯤꯐꯤꯁꯤꯑꯦꯜ ꯏꯟꯇꯦꯂꯤꯖꯦꯟꯁ ꯒꯤ ꯔꯤꯑꯦꯜ-ꯋꯥꯔꯜꯗ ꯑꯦꯄ꯭ꯂꯤꯀꯦꯁꯟ ꯀꯌꯥ ꯑꯃ ꯂꯩꯔꯤ꯫ ꯈꯨꯗꯝ ꯑꯃ ꯑꯣꯏꯅ ꯍꯦꯜꯊꯀꯦꯌꯔꯅꯤ: ꯑꯥꯔꯇꯤꯐꯤꯁꯤꯑꯦꯜ ꯏꯟꯇꯤꯂꯤꯖꯦꯟꯁ ꯑꯁꯤ ꯑꯅꯥꯕꯁꯤꯡꯒꯤ ꯐꯜꯁꯤꯡ ꯑꯃꯁꯨꯡ ꯍꯦꯜꯊꯀꯦꯌꯔꯒꯤ ꯊꯧꯑꯣꯡꯁꯤꯡ ꯐꯒꯠꯍꯟꯅꯕ ꯁꯤꯖꯤꯟꯅꯔꯤ꯫ ꯑꯥꯔꯇꯤꯐꯤꯁꯤꯑꯦꯜ ꯏꯟꯇꯦꯂꯤꯖꯦꯟꯁꯅ ꯃꯊꯧ ꯇꯧꯕ ꯈꯨꯠꯂꯥꯏꯁꯤꯡ ꯑꯁꯤꯅ ꯀꯝꯄ꯭ꯌꯨꯇꯦꯗꯁ꯭ꯀꯦꯟ ꯇꯦꯃꯣꯒ꯭ꯔꯥꯐꯤ ꯑꯃꯁꯨꯡ ꯃꯦꯛꯅꯦꯇꯤꯛ ꯔꯤꯖꯣꯂꯦꯟꯁ ꯏꯃꯦꯓꯤꯡ ꯒꯨꯝꯕ ꯃꯦꯗꯤꯀꯦꯜ ꯏꯃꯦꯖꯁꯤꯡ ꯑꯦꯅꯂꯥꯏꯁꯤꯁ ꯇꯧꯕꯗ ꯃꯇꯦꯡ ꯄꯥꯡꯂꯤ, ꯃꯁꯤꯅ ꯂꯥꯏꯅꯥꯁꯤꯡ ꯑꯃꯁꯨꯡ ꯑꯦꯕꯅꯣꯔꯃꯦꯂꯤꯇꯤꯁꯤꯡ ꯍꯦꯟꯅ ꯊꯨꯅ ꯑꯃꯁꯨꯡ ꯑꯆꯨꯝꯕ ꯃꯑꯣꯡꯗ ꯈꯪꯗꯣꯛꯄ ꯉꯝꯍꯜꯂꯤ꯫ ꯑꯥꯔꯇꯤꯐꯤꯁ꯭ꯌꯜ ꯏꯟꯇꯦꯂꯤꯖꯦꯟꯁꯅ ꯄꯔꯁꯣꯅꯦꯂꯥꯏꯖ ꯇꯧꯔꯕ ꯂꯥꯌꯦꯡꯕꯒꯤ ꯊꯧꯔꯥꯡꯁꯤꯡ ꯁꯦꯝꯒꯠꯄꯗꯁꯨ ꯁꯤꯖꯤꯟꯅꯔꯤ ꯑꯃꯁꯨꯡ ꯂꯥꯏꯅꯥ ꯂꯥꯛꯄꯒꯤ ꯑꯣꯏꯊꯣꯛꯄ ꯌꯥꯕꯁꯤꯡ ꯂꯥꯎꯊꯣꯛꯂꯤ, ꯃꯁꯤꯅ ꯑꯅꯥꯕꯁꯤꯡꯒꯤ ꯐꯜꯁꯤꯡ ꯐꯒꯠꯍꯟꯕꯗ ꯃꯇꯦꯡ ꯄꯥꯡꯕ ꯉꯝꯒꯅꯤ꯫ ꯍꯦꯜꯊꯀꯦꯌꯔꯗ ꯑꯦꯕꯤꯂꯤꯇꯤ ꯃꯦꯇꯔ ꯃꯁꯤꯒꯤ ꯃꯇꯥꯡꯗ ꯋꯥꯈꯜ ꯋꯥꯕ ꯂꯩꯔꯣꯏꯗꯕꯅꯤ꯫ ꯖꯦꯁꯟ: ꯑꯩꯅ ꯑꯇꯣꯞꯄ ꯀꯐꯤ ꯑꯃ ꯅꯠꯇ꯭ꯔꯒ ꯀꯔꯤꯒꯨꯝꯕ ꯑꯃꯠꯇ ꯂꯧꯕ ꯌꯥꯕ꯭ꯔ? ꯃꯥꯡꯖꯧꯅꯅ ꯍꯥꯏꯖꯕ ꯑꯃ ꯑꯣꯏꯅ? ꯑꯦ. ꯑꯦꯝ.: (ꯁꯥꯟꯅꯗꯨꯅꯥ) ꯅꯪꯅ ꯑꯩꯉꯣꯟꯗ ꯑꯃꯨꯛ ꯔ꯭ꯏꯟ ꯄꯤꯕꯤꯕꯁꯤ ꯀꯔꯝꯅ ꯑꯣꯏꯒꯅꯤ? ꯖꯦꯁꯟ: (ꯃꯤꯠ ꯎꯏꯁꯤꯟꯗꯨꯅ) ꯑꯩꯅ ꯃꯗꯨ ꯄꯥꯝꯃꯤ꯫ ꯑꯩꯍꯥꯛ ꯖꯦꯁꯟꯅꯤ ꯕꯥꯏ ꯗ ꯋꯦ꯫ ꯑꯦ. ꯑꯦꯝ.: (ꯃꯤꯠ ꯎꯏꯁꯤꯟꯗꯨꯅ) ꯑꯦꯃꯤ꯫ ꯖꯦꯁꯟ: (ꯅꯣꯛꯏ) ꯅꯪꯒ ꯎꯅꯕꯗ ꯅꯨꯡꯉꯥꯏꯕ ꯐꯥꯎꯏ, ꯑꯦꯃꯤ꯫ ꯃꯇꯝ ꯑꯗꯨꯗ ꯑꯩꯍꯥꯛ ꯅꯈꯣꯏꯕꯨ ꯑꯀꯣꯏꯕꯗ ꯎꯕ ꯐꯪꯒꯅꯤ꯫ ꯑꯦ. ꯑꯦꯝ. ꯋꯥꯏ.: (ꯋꯥꯈꯜ ꯋꯥꯕ ꯑꯗꯨꯕꯨ ꯅꯨꯡꯉꯥꯏꯅ) ꯁꯣꯏꯗꯅ, ꯅꯪꯕꯨ ꯑꯀꯣꯏꯕꯗ ꯎꯅꯒꯅꯤ꯫ ꯖꯦꯁꯟ ꯆꯠꯂꯤ, ꯑꯦꯃꯤꯅ ꯃꯍꯥꯛꯄꯨ ꯆꯠꯂꯤꯕ ꯑꯗꯨ ꯌꯦꯡꯕꯗ ꯋꯥꯗꯕ ꯉꯝꯗꯦ꯫